ꯀꯝꯄ꯭ꯌꯨꯇꯔ ꯑꯃꯗꯥ ꯁꯣꯐꯇꯋꯥꯌꯔ ꯏꯟꯁꯇꯣꯜ ꯇꯧꯅꯕꯥ ꯈꯣꯡꯊꯥꯡꯁꯤꯡꯒꯤ ꯑꯥꯎꯇꯂꯥꯏꯟ ꯑꯃꯥ ꯁꯦꯝꯃꯨ꯫ ꯃꯈꯥꯗꯥ ꯀꯝꯄ꯭ꯌꯨꯇꯔ ꯑꯃꯗꯥ ꯁꯣꯐꯇꯋꯥꯌꯔ ꯃꯥꯢꯄꯥꯛꯅꯥ ꯏꯟꯁꯇꯣꯜ ꯇꯧꯕꯗꯥ ꯁꯤꯖꯤꯟꯅꯕꯥ ꯌꯥꯕꯥ ꯁ꯭ꯇꯦꯞꯁꯤꯡꯒꯤ ꯖꯦꯅꯦꯔꯦꯜ ꯑꯥꯎꯇꯂꯥꯏꯟ ꯑꯃꯥ ꯄꯤꯔꯤ: ꯁꯣꯐꯇꯋꯥꯌꯔ ꯀꯝꯄꯦꯇꯤꯕꯤꯂꯤꯇꯤ ꯂꯦꯞꯊꯣꯛꯄꯥ: ꯅꯍꯥꯛꯀꯤ ꯀꯝꯄ꯭ꯌꯨꯇꯔ ꯑꯗꯨ ꯀꯝꯄꯦꯇꯤꯇꯤꯕ ꯑꯣꯏꯕ꯭ꯔꯥ ꯍꯥꯢꯕꯗꯨ ꯁꯣꯢꯗꯅꯥ ꯈꯪꯗꯣꯛꯅꯕꯥ ꯅꯍꯥꯛꯅꯥ ꯏꯟꯁꯇꯣꯜ ꯇꯧꯕꯥ ꯄꯥꯝꯂꯤꯕꯥ ꯁꯣꯐꯇꯋꯥꯌꯔ ꯑꯗꯨꯒꯤ ꯁꯤꯁꯇꯦꯝꯒꯤ ꯃꯊꯧ ꯇꯥꯕꯁꯤꯡ ꯑꯗꯨ ꯆꯦꯛ ꯇꯧ꯫ ꯃꯁꯤꯗꯥ ꯅꯍꯥꯛꯀꯤ ꯑꯣꯄ꯭ꯔꯦꯇꯤꯡ ꯁꯤꯁꯇꯦꯝ ꯂꯩꯔꯤꯕꯥ ꯗꯤꯁ ꯁ꯭ꯄꯦꯁ, ꯄ꯭ꯔꯣꯁꯦꯁꯤꯡ ꯁ꯭ꯄꯤꯗ ꯑꯃꯁꯨꯡ ꯆꯦꯛ ꯇꯧꯕꯥ ꯌꯥꯎꯏ꯫ ꯏꯟꯁꯇꯣꯂꯦꯁꯟ ꯐꯥꯏꯜ ꯑꯗꯨ ꯗꯥꯎꯅꯂꯣꯗ ꯇꯧꯕꯥ ꯅꯠꯇ꯭ꯔꯒꯥ ꯐꯤꯖꯤꯀꯦꯜ ꯀꯣꯄꯤ ꯑꯃꯥ ꯂꯧꯕꯥ: ꯅꯍꯥꯛꯅꯥ ꯑꯦꯄ꯭ꯂꯤꯀꯦꯁꯟꯁꯤꯡ ꯑꯗꯨ ꯑꯣꯐꯤꯁꯤꯑꯦꯜ ꯋꯦꯕꯁꯥꯏꯠ ꯊꯥꯔꯗ ꯄꯥꯔꯇꯤ ꯁꯣꯐꯇꯋꯥꯌꯔ ꯗꯥꯎꯅꯂꯣꯗ ꯁꯥꯏꯇꯁꯤꯡ ꯅꯠꯇ꯭ꯔꯒꯥ ꯑꯦꯞ ꯁ꯭ꯇꯣꯔꯁꯤꯡꯒꯤ ꯈꯨꯠꯊꯥꯡꯗꯥ ꯗꯥꯎꯅꯂꯣꯗ ꯇꯧꯕꯥ ꯌꯥꯏ꯫ ꯀꯔꯤꯒꯨꯝꯕꯥ ꯅꯍꯥꯛꯅꯥ ꯐꯤꯖꯤꯀꯦꯜ ꯀꯣꯄꯤ ꯑꯃꯥ ꯂꯩꯔꯕꯗꯤ ꯗꯤꯛꯁ ꯅꯠꯇ꯭ꯔꯒꯥ ꯗ꯭ꯔꯥꯏꯚ ꯑꯗꯨ ꯅꯍꯥꯛꯀꯤ ꯀꯝꯄ꯭ꯌꯨꯇꯔꯗꯥ ꯍꯥꯞꯀꯗꯕꯅꯤ꯫ ꯏꯟꯁꯇꯣꯂꯦꯁꯟ ꯐꯥꯏꯜ ꯔꯟ ꯇꯧꯕꯥ: ꯎꯏꯟꯗꯣꯖꯗꯥ ꯅꯍꯥꯛꯅꯥ ꯐꯥꯏꯜ ꯑꯗꯨ ꯗꯕꯜ-ꯀ꯭ꯂꯤꯛ ꯇꯧꯕꯥ ꯌꯥꯏ ꯑꯗꯨꯒꯥ ꯃꯦꯛꯇꯥ ꯅꯍꯥꯛꯅꯥ ꯐꯥꯏꯜ ꯑꯗꯨ ꯗꯕꯜ-ꯀ꯭ꯂꯤꯛ ꯇꯧꯕꯥ ꯌꯥꯏ꯫ ꯀꯔꯤꯒꯨꯝꯕꯥ ꯐꯤꯖꯤꯀꯦꯜ ꯀꯣꯄꯤ ꯑꯃꯥ ꯁꯤꯖꯤꯟꯅꯔꯕꯗꯤ ꯏꯟꯁꯇꯣꯂꯦꯁꯟꯒꯤ ꯊꯧꯑꯣꯡ ꯑꯗꯨ ꯃꯁꯥ ꯃꯊꯟꯇꯥ ꯍꯧꯒꯗꯕꯅꯤ꯫ ꯏꯅꯁ꯭ꯇꯣꯂꯔ ꯑꯗꯨ ꯍꯧꯗꯣꯛꯅꯕꯥ ꯐꯥꯏꯜ ꯑꯦꯛꯁꯄ꯭ꯂꯣꯔꯥꯔꯒꯤ ꯈꯨꯠꯊꯥꯡꯗꯥ ꯗꯤꯛꯁ/ꯗ꯭ꯔꯥꯏꯚ ꯑꯗꯨ ꯑꯦꯛꯁꯦꯁ ꯇꯧ꯫ ꯏꯟꯁꯇꯣꯂꯦꯁꯟ ꯋꯤꯖꯥꯔꯗ ꯑꯗꯨ ꯏꯟꯒꯗꯕꯅꯤ ꯏꯅꯟꯁꯇꯣꯂꯦꯁꯟ ꯋꯤꯖꯥꯔꯗꯅꯥ ꯄꯤꯔꯤꯕꯥ ꯏꯟꯁꯇ꯭ꯔꯛꯁꯟꯁꯤꯡ ꯑꯗꯨ ꯏꯟꯒꯗꯕꯅꯤ꯫ ꯃꯍꯧꯁꯥꯅꯥ ꯃꯁꯤꯗꯥ ꯇꯔꯝ ꯑꯃꯁꯨꯡ ꯀꯟꯗꯤꯁꯟꯁꯤꯡ ꯌꯥꯕꯥ ꯏꯅꯟꯁꯇꯣꯂꯦꯁꯟꯒꯤ ꯃꯐꯝ ꯑꯃꯥ ꯈꯟꯕꯥ ꯑꯃꯁꯨꯡ ꯁꯣꯔꯇꯀꯠ ꯁꯦꯝꯅꯕꯥ ꯅꯠꯇ꯭ꯔꯒꯥ ꯁꯦꯝꯗꯅꯕꯥ ꯋꯥꯔꯦꯞ ꯂꯧꯕꯥ ꯑꯁꯤ ꯌꯥꯎꯏ꯫ ꯏꯟꯁꯇꯣꯂꯦꯁꯟ ꯀꯁ꯭ꯇꯝ ꯇꯧꯕꯥ ꯁꯣꯐꯇꯋꯦꯔ ꯈꯔꯅꯥ ꯊꯧꯑꯣꯡ ꯑꯁꯤꯒꯤ ꯃꯅꯨꯡꯗꯥ ꯀꯁ꯭ꯇꯝ ꯏꯟꯁꯇꯣꯂꯦꯁꯟ ꯑꯣꯄꯁꯟꯁꯤꯡ ꯈꯟꯕꯒꯤ ꯑꯌꯥꯕꯥ ꯄꯤꯔꯤ꯫ ꯅꯍꯥꯛꯅꯥ ꯏꯟꯁꯇꯣꯜ ꯇꯧꯕꯥ ꯄꯥꯝꯂꯤꯕꯥ ꯐꯤꯆꯔꯁꯤꯡ ꯑꯗꯨ ꯅꯍꯥꯛꯅꯥ ꯈꯟꯕꯥ ꯌꯥꯏ ꯑꯦꯄ꯭ꯂꯤꯀꯦꯁꯟ ꯑꯗꯨ ꯁꯦꯚ ꯇꯧꯒꯗꯕꯥ ꯃꯐꯝ ꯑꯗꯨ ꯂꯦꯞꯊꯣꯛꯄꯥ ꯌꯥꯏ ꯅꯠꯇ꯭ꯔꯒꯥ ꯁꯣꯐꯇꯋꯥꯌꯔ ꯑꯗꯨꯒꯤ ꯃꯐꯝ ꯑꯗꯨ ꯗꯦꯁ꯭ꯀꯇꯣꯞꯇꯥ ꯅꯠꯇ꯭ꯔꯒꯥ ꯁ꯭ꯇꯥꯔꯠ ꯃꯦꯅꯨꯗꯥ ꯍꯣꯡꯗꯣꯛꯄꯥ ꯌꯥꯏ꯫ ꯏꯅꯟꯁꯇꯣꯂꯦꯁꯟ ꯃꯄꯨꯡ ꯐꯥꯍꯟꯕꯥ: ꯃꯊꯛꯇꯥ ꯄꯟꯈ꯭ꯔꯤꯕꯥ ꯁ꯭ꯇꯦꯞꯁꯤꯡ ꯑꯁꯤ ꯂꯣꯢꯁꯤꯜꯂꯕꯥ ꯃꯇꯨꯡꯗꯥ, ꯏꯟꯁꯇꯣꯂꯦꯁꯟ ꯋꯤꯖꯥꯔꯗꯅꯥ ꯅꯍꯥꯛꯀꯤ ꯀꯝꯄ꯭ꯌꯨꯇꯔꯗꯥ ꯁꯣꯐꯇꯋꯥꯌꯔ ꯑꯗꯨ ꯏꯅꯁ꯭ꯇꯣꯜ ꯇꯧꯒꯅꯤ꯫ ꯃꯁꯤ ꯁꯣꯐꯇꯋꯥꯌꯔꯒꯤ ꯁꯥꯏꯖ ꯑꯃꯁꯨꯡ ꯅꯍꯥꯛꯀꯤ ꯀꯝꯄ꯭ꯌꯨꯇꯔꯒꯤ ꯈꯣꯡꯖꯦꯜꯒꯤ ꯃꯇꯨꯡꯏꯟꯅꯥ ꯃꯤꯅꯠ ꯈꯔꯈꯛꯇꯃꯛ ꯆꯪꯂꯕꯥ ꯌꯥꯏ꯫ ꯅꯍꯥꯛꯀꯤ ꯀꯝꯄ꯭ꯌꯨꯇꯔ ꯑꯗꯨ ꯑꯃꯨꯛ ꯍꯟꯅꯥ ꯍꯧꯗꯣꯛꯎ ꯏꯅꯟꯁꯇꯣꯂꯦꯁꯟ ꯂꯣꯌꯔꯕꯥ ꯃꯇꯨꯡꯗꯥ ꯁꯣꯐꯇꯋꯥꯌꯔ ꯈꯔꯅꯥ ꯄ꯭ꯔꯣꯁꯦꯁ ꯑꯗꯨ ꯂꯣꯢꯁꯤꯟꯅꯕꯥ ꯅꯍꯥꯛꯀꯤ ꯀꯝꯄ꯭ꯌꯨꯇꯔ ꯑꯗꯨ ꯑꯃꯨꯛ ꯍꯟꯅꯥ ꯁ꯭ꯇꯥꯔꯠ ꯇꯧꯕꯥ ꯃꯊꯧ ꯇꯥꯕꯥ ꯌꯥꯏ꯫ ꯁꯣꯐ꯭ꯇꯋꯦꯔ ꯂꯣꯟꯆ ꯇꯧꯕꯥ: ꯅꯍꯥꯛꯀꯤ ꯀꯝꯄ꯭ꯌꯨꯇꯔ ꯑꯗꯨ ꯑꯃꯨꯛ ꯍꯟꯅꯥ ꯁ꯭ꯇꯥꯔꯠ ꯇꯧꯔꯕꯥ ꯃꯇꯨꯡꯗꯥ ꯅꯍꯥꯛꯅꯥ ꯗꯦꯛꯁꯇꯣꯞꯇꯥ ꯂꯩꯕꯥ ꯑꯥꯏꯀꯟ ꯑꯗꯨꯗꯥ ꯀ꯭ꯂꯤꯛ ꯇꯧꯗꯨꯅꯥ ꯅꯠꯇ꯭ꯔꯒꯥ ꯁ꯭ꯇꯥꯔꯠ ꯃꯦꯅꯨꯗꯥ ꯁꯥꯔꯆ ꯇꯧꯗꯨꯅꯥ ꯁꯣꯐꯇꯋꯥꯌꯔ ꯑꯗꯨ ꯍꯧꯗꯣꯛꯄꯥ ꯌꯥꯏ꯫ ꯁꯦꯇꯤꯡ ꯑꯃꯁꯨꯡ ꯄꯔꯐꯦꯔꯦꯟꯁ ꯀꯟꯐꯤꯒꯔ ꯇꯧꯕ ꯑꯔꯣꯏꯕꯗꯥ ꯅꯍꯥꯛꯅꯥ ꯁꯣꯐ꯭ꯇꯋꯥꯌꯔ ꯑꯗꯨ ꯍꯧꯗꯣꯛꯂꯕꯥ ꯃꯇꯨꯡꯗꯥ ꯅꯍꯥꯛꯅꯥ ꯁꯤꯖꯤꯟꯅꯕꯥ ꯍꯧꯗ꯭ꯔꯤꯉꯩꯒꯤ ꯃꯃꯥꯡꯗꯥ ꯗꯤꯐꯣꯜꯇ ꯗꯣꯀ꯭ꯌꯨꯃꯦꯟꯇ ꯂꯣꯀꯦꯁꯟꯁꯤꯡ ꯑꯃꯁꯨꯡ ꯑꯣꯇꯣ-ꯎꯞꯗꯦꯠ ꯁꯦꯇꯤꯡꯁꯤꯡꯒꯨꯝꯕꯥ ꯁꯦꯇꯤꯡ ꯑꯃꯁꯨꯡ ꯄꯔꯐꯦꯔꯦꯟꯁ ꯈꯔꯗꯤ ꯀꯟꯐꯤꯒꯔ ꯇꯧꯕꯥ ꯃꯊꯧ ꯇꯥꯕꯥ ꯌꯥꯏ꯫ ꯃꯆꯨꯒꯤ ꯄꯦꯂꯦꯠ ꯑꯃꯥ ꯑꯃꯁꯨꯡ ꯃꯈꯣꯢꯒꯤ ꯃꯃꯥꯡꯗꯥ ꯀꯦꯟꯚꯥꯁ ꯑꯃꯥ ꯂꯩꯕꯥ ꯑꯥꯔꯇꯤꯁ꯭ ꯑꯃꯥ ꯈꯟꯕꯤꯌꯨ꯫ ꯀꯦꯟꯚꯥꯁ ꯑꯁꯤ ꯕ꯭ꯂꯦꯡꯀ ꯑꯣꯢ ꯑꯃꯁꯨꯡ ꯄꯦꯂꯦꯠꯇꯥ ꯂꯩꯔꯤꯕꯥ ꯃꯆꯨꯁꯤꯡ ꯑꯁꯤ ꯃꯥꯂꯦꯝꯗꯒꯤ ꯈꯣꯝꯖꯤꯜꯂꯛꯄꯥ ꯑꯟꯑꯣꯔꯒꯅꯥꯏꯖ ꯗꯦꯇꯥꯅꯤ꯫ ꯑꯗꯨꯅꯥ ꯑꯥꯔꯇꯤꯁ꯭ꯠ ꯑꯁꯤ ꯗꯦꯇꯥ ꯁꯥꯏꯟꯇꯤꯁ꯭ꯇꯅꯤ, ꯃꯈꯣꯢꯒꯤ ꯈꯨꯠꯂꯥꯢꯁꯤꯡ ꯂꯧꯁꯤꯡ ꯑꯃꯁꯨꯡ ꯀ꯭ꯔꯤꯌꯦꯇꯤꯕꯤꯇꯤ ꯁꯤꯖꯤꯟꯅꯗꯨꯅꯥ ꯖꯨꯝ ꯇꯧꯔꯕꯥ ꯃꯆꯨꯁꯤꯡ ꯑꯗꯨ ꯃꯌꯦꯛ ꯁꯦꯡꯕꯥ ꯄꯤꯛꯆꯔ ꯑꯃꯥ ꯑꯣꯏꯅꯥ ꯁꯦꯃꯒꯠꯂꯤ꯫ ꯃꯁꯤꯒꯤ ꯄꯤꯛꯆꯔ ꯑꯁꯤꯅꯥ ꯏꯟꯐꯣꯔꯃꯦꯁꯟ , ꯄꯦꯇꯔꯟ ꯑꯃꯁꯨꯡ ꯃꯣꯗꯦꯂꯁꯤꯡ ꯑꯗꯨ ꯔꯤꯄꯔꯗꯛꯇ ꯇꯧꯗꯨꯅꯥ ꯋꯥꯔꯦꯞ ꯂꯧꯕꯗꯥ ꯁꯤꯖꯤꯟꯅꯕꯥ ꯌꯥꯏ꯫ ꯑꯥꯔꯇꯤꯁ ꯑꯃꯅꯥ ꯑꯔꯣꯏꯕꯥ ꯏꯃꯦꯖ ꯑꯃꯥ ꯁꯦꯝꯅꯕꯒꯤꯗꯃꯛ ꯃꯆꯨꯁꯤꯡ ꯕ꯭ꯂꯦꯟꯗ, ꯃꯤꯛꯁ ꯑꯃꯁꯨꯡ ꯕꯦꯂꯦꯟꯁ ꯇꯧꯕꯒꯨꯝꯅꯥ, ꯗꯦꯇꯥ ꯁꯥꯏꯟꯇꯤꯁ꯭ꯠ ꯑꯃꯅꯥ ꯑꯔꯊ ꯂꯩꯕꯥ ꯏꯟꯐꯣꯔꯃꯦꯁꯟ ꯄꯨꯊꯣꯛꯅꯕꯥ ꯗꯦꯇꯥ ꯃꯦꯅꯤꯄꯨꯂꯦꯠ ꯇꯧꯕꯥ ꯑꯃꯁꯨꯡ ꯇ꯭ꯔꯥꯟꯁꯐꯣꯔꯝ ꯇꯧꯒꯗꯕꯅꯤ꯫ ꯑꯔꯣꯏꯕꯗꯥ ꯑꯥꯔꯇꯤꯁ ꯀꯤ ꯊꯕꯛꯀꯤ ꯃꯍꯩꯗꯤ ꯐꯖꯔꯕꯥ ꯑꯥꯔꯇꯀꯤ ꯄꯣꯠꯁꯛ ꯑꯃꯅꯤ ꯑꯗꯨꯒꯥ ꯗꯦꯇꯥ ꯁꯥꯏꯟꯇꯤꯁꯀꯤ ꯊꯕꯛꯀꯤ ꯃꯍꯩꯗꯤ ꯃꯃꯜ ꯌꯥꯝꯂꯕꯥ ꯏꯟꯐꯣꯔꯃꯦꯁꯟ ꯑꯃꯅꯤ꯫